ꯃꯈꯥꯗ ꯄꯤꯔꯤꯕ ꯏꯟꯐꯣꯔꯃꯦꯁꯟ ꯑꯁꯤ ꯄꯤꯔꯒ ꯑꯦꯅꯣꯇꯦꯗ ꯕꯤꯕ꯭ꯂꯤꯑꯣꯒ꯭ꯔꯥꯐꯤ ꯇꯔꯥ ꯁꯦꯝꯃꯨ꯫ ꯀ꯭ꯂꯥꯏꯃꯦꯠ ꯆꯦꯟꯁꯅ ꯃꯤꯑꯣꯏꯕꯒꯤ ꯍꯛꯁꯦꯜꯗ ꯄꯤꯔꯤꯕ ꯁꯥꯐꯨꯁꯤꯡ꯫ ꯍꯛꯁꯦꯜꯒꯤ ꯈꯨꯗꯣꯡꯊꯤꯕ ꯊꯣꯛꯍꯟꯕ ꯌꯥꯕ ꯁꯣꯔꯁꯁꯤꯡ ꯑꯣꯏꯅ ꯑꯀꯛꯅꯕ ꯊꯧꯗꯣꯛꯁꯤꯡ, ꯈꯨꯗꯝ ꯑꯣꯏꯅ ꯅꯣꯡꯖꯨ-ꯅꯨꯡꯁꯥ ꯈꯥꯛꯇꯅ ꯃꯈꯣꯢꯅ ꯄꯟꯈꯤ ꯃꯗꯨꯗꯤ ꯅꯣꯡꯖꯨ-ꯅꯨꯡꯁꯥꯅ ꯏꯁꯤꯡ ꯑꯃꯁꯨꯡ ꯆꯤꯟꯖꯥꯛ ꯁꯞꯂꯥꯏꯁꯤꯡꯗ ꯑꯀꯥꯏꯕ ꯄꯤꯕ ꯌꯥꯏ꯫ ꯃꯁꯤꯅ ꯃꯆꯤ ꯑꯣꯏꯕ ꯆꯤꯟꯖꯥꯛ ꯆꯥꯗꯕ, ꯏꯁꯤꯡ ꯋꯥꯠꯄ ꯑꯃꯁꯨꯡ ꯂꯥꯏꯅ ꯁꯟꯗꯣꯛꯄ ꯊꯣꯛꯍꯜꯂꯤ꯫ ꯁ꯭ꯇꯗꯤ ꯑꯁꯤꯅꯥ ꯀ꯭ꯂꯥꯏꯃꯦꯠ ꯆꯦꯟꯖꯅ ꯃꯔꯨꯑꯣꯏꯕ ꯗꯔꯀꯥꯔ ꯑꯣꯏꯕꯁꯤꯡ ꯐꯪꯍꯟꯕꯗ ꯄꯤꯔꯤꯕ ꯁꯥꯐꯨ ꯑꯃꯁꯨꯡ ꯃꯁꯤꯅ ꯃꯔꯝ ꯑꯣꯏꯗꯨꯅ ꯃꯤꯑꯣꯏꯕꯒꯤ ꯍꯛꯁꯦꯜꯗ ꯊꯣꯛꯍꯟꯕ ꯐꯜꯁꯤꯡꯒꯤ ꯃꯇꯥꯡꯗ ꯃꯃꯥꯜ ꯌꯥꯝꯂꯕ ꯋꯥꯈꯜꯂꯣꯟꯁꯤꯡ ꯄꯤꯔꯤ꯫ ꯀ꯭ꯂꯥꯏꯃꯦꯠ ꯆꯦꯟꯖꯒꯤ ꯍꯛꯁꯦꯜꯒꯤ ꯏꯐꯦꯛꯇꯁꯤꯡ ꯍꯥꯏꯅꯦꯁ ꯑꯃꯁꯨꯡ ꯄꯥꯠꯖꯅꯥ ꯀ꯭ꯂꯥꯏꯃꯦꯠ ꯆꯦꯟꯖꯅ ꯃꯤꯑꯣꯏꯕꯒꯤ ꯍꯛꯁꯦꯜꯗ ꯁꯣꯛꯍꯟꯕ ꯌꯥꯕ ꯇꯣꯉꯥꯟ ꯇꯣꯉꯥꯟꯕ ꯃꯑꯣꯡꯁꯤꯡꯒꯤ ꯃꯇꯥꯡꯗ ꯃꯄꯨꯡ ꯐꯥꯕ ꯋꯥꯔꯣꯜ ꯑꯃ ꯄꯤꯔꯤ꯫ ꯃꯈꯣꯢꯅ ꯇꯦꯝꯄꯦꯔꯦꯆꯔ ꯍꯦꯟꯒꯠꯂꯛꯄ ꯑꯃꯁꯨꯡ ꯑꯀꯥꯟꯕ ꯅꯣꯡꯖꯨꯒꯤ ꯊꯧꯗꯣꯛꯁꯤꯡꯅ ꯊꯣꯛꯍꯟꯕ ꯍꯛꯊꯦꯡꯅꯕ ꯏꯝꯄꯦꯛꯇꯁꯤꯡ ꯂꯣꯏꯅꯅ ꯂꯧꯅꯒꯟꯕ ꯂꯥꯏꯅꯁꯤꯡꯒꯤ ꯌꯦꯟꯊꯣꯛꯄꯗ ꯑꯍꯣꯡꯕ ꯂꯥꯛꯄꯗꯒꯤ ꯊꯣꯛꯄ ꯑꯀꯛꯅꯕ ꯏꯐꯦꯛꯇꯁꯤꯡ, ꯅꯨꯡꯁꯤꯠ ꯑꯃꯁꯨꯡ ꯏꯁꯤꯡꯒꯤ ꯃꯒꯨꯟ, ꯑꯃꯁꯨꯡ ꯆꯤꯟꯖꯥꯛ ꯐꯪꯕꯒꯤ ꯃꯇꯥꯡꯗ ꯈꯟꯅꯔꯤ꯫ ꯁ꯭ꯇꯗꯤ ꯑꯁꯤ ꯀ꯭ꯂꯥꯏꯃꯦꯠ ꯆꯦꯟꯖꯅ ꯍꯛꯁꯦꯜꯗ ꯄꯤꯔꯤꯕ ꯁꯥꯐꯨꯁꯤꯡꯒꯤ ꯀꯝꯄꯂꯦꯛꯁ ꯑꯃꯁꯨꯡ ꯃꯜꯇꯤ-ꯐꯦꯁꯦꯇꯦꯗ ꯅꯦꯆꯔ ꯑꯁꯤ ꯈꯡꯗꯣꯛꯅꯕ ꯃꯃꯥꯜ ꯂꯩꯕ ꯔꯤꯁꯣꯔꯁ ꯑꯃꯅꯤ꯫ ꯃꯤꯑꯣꯏꯕꯒꯤ ꯍꯛꯁꯦꯜ ꯏꯝꯄꯦꯛꯁꯤꯡ, ꯑꯦꯗꯥꯞꯇꯦꯁꯟ, ꯑꯃꯁꯨꯡ ꯀꯣ-ꯕꯦꯅꯤꯐꯤꯠꯁꯤꯡ, ꯀ꯭ꯂꯥꯏꯃꯦꯠ ꯆꯦꯟꯖ ꯏꯪ ꯂꯤꯁꯤꯡ ꯑꯅꯤ ꯇꯔꯥꯃꯔꯤ ꯗꯥ ꯏꯝꯄꯦꯛꯁꯤꯡ, ꯑꯦꯗꯥꯞꯇꯦꯁꯟ, ꯑꯃꯁꯨꯡ ꯚꯜꯅꯦꯔꯦꯕꯤꯂꯤꯇꯤ ꯄꯥꯔꯠ ꯑꯦ- ꯃꯥꯂꯦꯝꯒꯤ ꯑꯃꯁꯨꯡ ꯁꯦꯛꯇꯔꯒꯤ ꯑꯣꯏꯕ ꯃꯑꯣꯡꯁꯤꯡ ꯏꯪ ꯂꯤꯁꯤꯡ ꯑꯅꯤ ꯇꯔꯥꯃꯔꯤꯒꯤ ꯏꯟꯇꯥꯔꯒꯥꯚꯔꯃꯦꯟꯇ ꯄꯦꯅꯦꯜ ꯑꯣꯟ ꯀ꯭ꯂꯥꯏꯃꯦꯠ ꯆꯦꯟꯖ ꯒꯤ ꯔꯤꯄꯣꯔꯇꯀꯤ ꯆꯦꯞꯇꯔ ꯑꯁꯤꯅ ꯀ꯭ꯂꯥꯏꯃꯦꯠ ꯆꯦꯟꯖꯅ ꯃꯤꯑꯣꯏꯕꯒꯤ ꯍꯛꯁꯦꯜꯗ ꯄꯤꯔꯤꯕ ꯁꯥꯐꯨꯁꯤꯡꯒꯤ ꯃꯇꯥꯡꯗ ꯈꯟꯅꯔꯤ꯫ ꯁꯥꯇ꯭ꯔꯥ ꯑꯃꯒꯤꯗꯃꯛ ꯈꯨꯗꯝ ꯑꯣꯏꯕ ꯚꯤꯖꯥ ꯑꯦꯞꯄ꯭ꯂꯤꯀꯦꯁꯟ ꯑꯃ ꯖꯦꯅꯦꯔꯦꯠ ꯇꯧꯕ꯫ ꯃꯈꯥꯗ ꯄꯤꯔꯤꯕ ꯁꯥꯇ꯭ꯔꯥꯒꯤ ꯚꯤꯁꯥ ꯑꯦꯞꯄ꯭ꯂꯤꯀꯦꯁꯟ ꯑꯃꯒꯤ ꯈꯨꯗꯝ ꯑꯃ ꯄꯤꯔꯤ꯫ ꯑꯦꯞꯄ꯭ꯂꯤꯀꯥꯟ ꯏꯟꯐꯣꯔꯃꯦꯁꯟ ꯃꯄꯨꯡꯐꯥꯕ ꯃꯃꯤꯡ, ꯖꯣꯟ ꯁ꯭ꯃꯤꯊ ꯄꯣꯛꯄꯒꯤ ꯇꯥꯡ- ꯖꯨꯟ ꯑꯃ, ꯁꯦꯛꯁ- ꯅꯨꯄꯥ ꯂꯨꯍꯣꯡꯕꯒꯤ ꯐꯤꯕꯝ- ꯁꯤꯡꯒꯜ ꯄꯥꯁꯄꯣꯔꯠ ꯅꯝꯕꯔ, ꯅꯥꯒꯔꯤꯛ ꯑꯣꯏꯕꯒꯤ ꯂꯩꯕꯥꯛ, ꯑꯣꯁ꯭ꯇꯔꯦꯜꯂꯤꯌꯥꯟ ꯏꯃꯦꯏꯜ, ꯄꯔꯃꯦꯅꯦꯟꯇ꯫